ꯑꯉꯥꯡꯁꯤꯡꯒꯤ ꯂꯥꯏꯔꯤꯛ ꯑꯃꯒꯤꯗꯃꯛ ꯑꯅꯧꯕꯥ ꯋꯥꯔꯤ ꯑꯃꯥ ꯁꯦꯝꯒꯠꯀꯗꯕꯅꯤ꯫ ꯃꯇꯝ ꯑꯃꯗꯥ ꯔꯦꯟꯕꯣꯂꯤꯌꯥꯒꯤ ꯃꯆꯨ ꯀꯌꯥꯅꯥ ꯊꯜꯂꯕꯥ ꯂꯝꯗꯝꯗꯥ ꯕꯦꯜꯂꯥ ꯀꯧꯕꯥ ꯕ꯭ꯂꯨꯕꯔꯗ ꯑꯃꯥ ꯂꯩꯔꯝꯃꯤ꯫ ꯕꯦꯜꯂꯥꯅꯥ ꯃꯍꯥꯛꯀꯤ ꯏꯃꯨꯡ ꯃꯅꯨꯡꯒꯥ ꯂꯣꯏꯅꯅꯥ ꯔꯦꯟꯕꯣꯂꯤꯌꯥꯒꯤ ꯁꯦꯟꯇ꯭ꯔꯦꯜ ꯄꯥꯛꯇꯥ ꯂꯩꯕꯥ ꯈ꯭ꯋꯥꯏꯗꯒꯤ ꯆꯥꯎꯕꯥ ꯎꯄꯥꯜ ꯑꯃꯗꯥ ꯅꯨꯡꯉꯥꯏꯔꯕꯥ ꯌꯨꯝ ꯑꯃꯗꯥ ꯂꯩꯔꯝꯃꯤ꯫ ꯃꯍꯥꯛꯀꯤ ꯃꯔꯨꯞ ꯀꯌꯥ ꯂꯩꯔꯝꯃꯤ ꯑꯃꯁꯨꯡ ꯁꯥꯟꯅꯄꯣꯠ ꯑꯃꯁꯨꯡ ꯑꯦꯛꯁꯄ꯭ꯂꯣꯔ ꯇꯧꯕꯥ ꯌꯥꯝꯅꯥ ꯄꯥꯝꯃꯤ ꯑꯗꯨꯕꯨ ꯁꯃꯁ꯭ꯌꯥ ꯑꯃꯗꯤ ꯂꯩꯈꯤ꯫ ꯃꯍꯥꯛ ꯎꯔꯦꯞ ꯎꯌꯨꯡ ꯇꯝꯕꯗꯥ ꯂꯥꯡꯇꯛꯅꯔꯝꯃꯤ꯫ ꯃꯍꯥꯛꯀꯤ ꯃꯆꯤꯟ-ꯃꯅꯥꯎꯁꯤꯡ ꯌꯥꯎꯅꯥ ꯑꯇꯣꯞꯄꯥ ꯁꯥ ꯄꯨꯝꯅꯃꯛ ꯐꯖꯅꯥ ꯑꯇꯤꯌꯥꯗꯥ ꯆꯠꯈꯤ ꯑꯗꯨꯕꯨ ꯕꯦꯜꯂꯥꯅꯥ ꯍꯣꯠꯅꯕꯥ ꯈꯨꯗꯤꯡꯗꯥ ꯃꯍꯥꯛ ꯂꯥꯟꯊꯦꯡꯅꯈꯤ ꯑꯃꯁꯨꯡ ꯃꯥꯏꯊꯤꯕꯥ ꯄꯤꯗꯨꯅꯥ ꯃꯍꯥꯛꯀꯤ ꯌꯨꯝꯒꯤ ꯁꯦꯞꯇꯤꯗꯥ ꯍꯜꯂꯛꯈꯤ꯫ ꯃꯍꯥꯛꯀꯤ ꯃꯔꯨꯞꯁꯤꯡꯅꯥ ꯀꯧꯔꯒꯥ ꯇꯦꯛ ꯑꯃꯁꯨꯡ ꯍꯥꯏꯠ-ꯑꯦꯟ-ꯁꯤꯛꯀꯤ ꯒꯦꯝꯁꯤꯡꯗꯥ ꯃꯈꯣꯏꯒꯥ ꯂꯣꯏꯅꯅꯥ ꯆꯠꯃꯤꯟꯅꯅꯕꯥ ꯏꯪꯒꯤꯠ ꯇꯧꯔꯛꯏ ꯑꯗꯨꯕꯨ ꯕꯦꯜꯂꯥꯅꯥ ꯃꯇꯝ ꯄꯨꯝꯅꯃꯛꯇꯥ ꯌꯥꯅꯤꯡꯗꯦ, ꯃꯈꯣꯏꯒꯤ ꯃꯔꯛꯇꯥ ꯌꯥꯎꯔꯨꯕꯥ ꯌꯥꯝꯅꯥ ꯋꯥꯅꯥ ꯊꯣꯛꯈꯤ꯫ ꯅꯨꯃꯤꯠ ꯑꯃꯗꯥ ꯕꯦꯜꯂꯥꯅꯥ ꯃꯍꯥꯛꯀꯤ ꯌꯨꯝꯒꯤ ꯃꯅꯥꯛꯇꯥ ꯐꯝꯗꯨꯅꯥ ꯃꯔꯨꯞꯁꯤꯡꯅꯥ ꯁꯥꯟꯅꯔꯤꯕꯥ ꯑꯗꯨ ꯌꯦꯡꯂꯤꯉꯩꯗꯥ ꯅꯨꯡꯁꯤꯠꯀꯤ ꯈꯣꯡꯖꯦꯜ ꯑꯃꯅꯥ ꯃꯍꯥꯛꯄꯨ ꯕꯦꯂꯦꯟꯁꯇꯒꯤ ꯂꯥꯞꯊꯣꯛꯍꯟꯈꯤ꯫ ꯃꯍꯥꯛ ꯑꯉꯛꯄꯥ ꯐꯥꯎꯈꯤ, ꯁꯣꯛꯄꯒꯤ ꯃꯍꯨꯠꯇꯥ ꯃꯍꯥꯛ ꯃꯁꯥꯃꯛꯄꯨ ꯅꯨꯡꯁꯤꯠꯀꯤ ꯃꯔꯛꯇꯥ ꯆꯦꯟꯊꯔꯛꯄꯥ ꯎꯈꯤ꯫ ꯃꯤꯀꯨꯞ ꯑꯃꯒꯤ ꯑꯣꯏꯅꯥ ꯃꯍꯥꯛ ꯂꯥꯡꯇꯛꯅꯈꯤ, ꯑꯗꯨꯕꯨ ꯃꯗꯨꯒꯤ ꯃꯇꯨꯡꯗꯥ ꯑꯉꯛꯄꯥ ꯅꯤꯡꯇꯝꯕꯒꯤ ꯐꯤꯚꯝ ꯑꯃꯥ ꯃꯍꯥꯛꯀꯤ ꯃꯊꯛꯇꯥ ꯂꯥꯛꯈꯤ꯫ ꯃꯍꯥꯛꯅꯥ ꯃꯍꯥꯛꯀꯤ ꯈꯣꯡꯎꯞ ꯑꯗꯨ ꯆꯦꯟꯁꯤꯜꯂꯛꯄꯥ ꯍꯧꯔꯛꯈꯤ ꯑꯃꯁꯨꯡ ꯑꯊꯨꯕꯥ ꯃꯇꯝꯗꯥ ꯃꯍꯥꯛꯅꯥ ꯍꯥꯟꯅꯗꯒꯤ ꯍꯦꯟꯅꯥ ꯋꯥꯡꯅꯥ ꯎꯔꯦ꯫ ꯃꯍꯥꯛ ꯑꯇꯤꯌꯥꯗꯥ ꯆꯦꯟꯊꯔꯛꯄꯥ ꯃꯇꯝꯗꯥ ꯕꯦꯜꯂꯥꯅꯥ ꯃꯍꯥꯛꯀꯤ ꯑꯀꯤꯕꯥ ꯑꯗꯨꯅꯥ ꯃꯔꯝ ꯑꯣꯏꯗꯨꯅꯥ ꯃꯁꯥꯃꯛꯄꯨ ꯊꯝꯖꯤꯜꯂꯤ ꯍꯥꯏꯕꯥ ꯈꯪꯈꯤ꯫ ꯃꯇꯝ ꯑꯗꯨꯗꯒꯤ ꯍꯧꯅꯥ ꯃꯍꯥꯛꯅꯥ ꯃꯍꯥꯛꯀꯤ ꯃꯔꯨꯞꯁꯤꯡꯒꯥ ꯃꯈꯣꯏꯒꯤ ꯒꯦꯝꯁꯤꯡꯗꯥ ꯌꯥꯎꯈꯤ꯫ ꯃꯍꯥꯛ ꯃꯈꯣꯏ ꯄꯨꯝꯅꯃꯛꯀꯤ ꯃꯅꯨꯡꯗꯥ ꯈ꯭ꯋꯥꯏꯗꯒꯤ ꯌꯥꯡꯅꯥ ꯑꯃꯁꯨꯡ ꯌꯥꯝꯅꯥ ꯊꯨꯅꯥ ꯌꯥꯡꯅꯥ ꯆꯠꯄꯥ ꯃꯤꯁꯛ ꯑꯃꯥ ꯑꯣꯏꯈꯤ ꯑꯃꯁꯨꯡ ꯃꯍꯥꯛꯀꯤ ꯃꯔꯨꯞꯁꯤꯡꯅꯥ ꯃꯍꯥꯛꯀꯤ ꯃꯥꯏꯄꯥꯛꯄꯥ ꯑꯗꯨ ꯃꯍꯥꯛꯀꯥ ꯂꯣꯏꯅꯅꯥ ꯄꯥꯡꯊꯣꯛꯈꯤ꯫ ꯑꯔꯣꯏꯕꯗꯥ ꯕꯦꯜꯂꯥꯅꯥ ꯈꯪꯂꯛꯈꯤ ꯃꯗꯨꯗꯤ ꯀꯔꯤꯒꯨꯝꯕꯥ ꯃꯇꯝꯗꯥ ꯑꯅꯧꯕꯥ ꯑꯃꯥ ꯍꯣꯠꯅꯕꯒꯤ ꯊꯧꯅꯥ ꯊꯤꯕꯥ ꯉꯝꯅꯕꯥ ꯈꯔꯥ ꯄꯨꯊꯣꯛꯄꯥ ꯃꯊꯧ ꯇꯥꯏ꯫ ꯑꯃꯁꯨꯡ ꯑꯅꯧꯕꯥ ꯄꯣꯠꯁꯤꯡ ꯍꯣꯠꯅꯕꯅꯥ ꯑꯉꯛꯄꯥ ꯑꯦꯗꯚꯦꯟꯆꯔꯁꯤꯡ ꯄꯨꯔꯛꯄꯥ ꯉꯝꯒꯅꯤ ꯍꯥꯏꯕꯁꯤꯅꯤ꯫ ꯃꯇꯝ ꯑꯗꯨꯗꯒꯤ ꯍꯧꯅꯥ ꯃꯍꯥꯛꯀꯤ ꯑꯀꯤꯕꯥ ꯑꯗꯨꯅꯥ ꯃꯍꯥꯛꯄꯨ ꯃꯥꯂꯦꯝ ꯑꯁꯤꯕꯨ ꯌꯦꯡꯁꯤꯟꯕꯗꯥ ꯑꯃꯁꯨꯡ ꯃꯁꯤꯅꯥ ꯄꯤꯔꯤꯕꯥ ꯐꯖꯕꯥ ꯄꯨꯝꯅꯃꯛ ꯅꯨꯡꯉꯥꯏꯅꯥ ꯂꯧꯕꯗꯥ ꯀꯩꯗꯧꯉꯩꯗꯥ ꯊꯤꯡꯈꯤꯗꯦ꯫ ꯑꯃꯁꯨꯡ ꯃꯈꯣꯏ ꯄꯨꯝꯅꯃꯛ ꯔꯦꯟꯕꯣꯂꯤꯌꯥꯒꯤ ꯃꯆꯨ ꯀꯌꯥꯅꯥ ꯊꯜꯂꯕꯥ ꯂꯝꯗꯝ ꯑꯗꯨꯗꯥ ꯅꯨꯡꯉꯥꯏꯅꯥ ꯍꯤꯡꯈꯤ꯫ ꯄꯤꯔꯤꯕꯥ ꯗꯤꯁꯀ꯭ꯔꯤꯄꯁꯟ ꯑꯗꯨ ꯀꯔꯝꯕꯥ ꯃꯈꯜꯒꯤ ꯃꯨꯚꯤꯒꯤꯅꯣ ꯍꯥꯏꯕꯗꯨ ꯈꯪꯗꯣꯛꯎ꯫ ꯀꯦꯔꯤꯖꯃꯦꯇꯤꯛ ꯄ꯭ꯔꯣꯐꯦꯁꯔ ꯑꯃꯒꯥ ꯃꯍꯥꯛꯀꯤ ꯀꯨꯏꯔꯕꯥ ꯃꯔꯨꯞꯁꯤꯡꯅꯥ ꯄꯨꯟꯅꯥ ꯂꯥꯛꯃꯤꯟꯅꯗꯨꯅꯥ ꯑꯉꯛꯄꯥ ꯁꯨꯄꯔꯀꯝꯄ꯭ꯌꯨꯇꯔ ꯑꯃꯒꯥ ꯃꯔꯤ ꯂꯩꯅꯕꯥ ꯄꯥꯖꯜ ꯀꯌꯥ ꯑꯃꯥ ꯁꯣꯜꯕ ꯇꯧꯏ꯫ ꯑꯄꯤꯕꯥ ꯃꯁꯛ ꯑꯃꯥ ꯌꯥꯎꯕꯥ ꯃꯨꯚꯤ ꯑꯁꯤꯕꯨ ꯄꯥꯖꯜ ꯁꯣꯜꯕ ꯇꯧꯕꯥ ꯑꯃꯁꯨꯡ ꯃꯤꯁꯇ꯭ꯔꯤ ꯁꯣꯜꯕ ꯇꯧꯕꯥ ꯏꯂꯤꯃꯦꯟꯁꯤꯡ ꯌꯥꯎꯕꯥ ꯃꯑꯣꯡ ꯃꯇꯧ ꯑꯗꯨ ꯌꯦꯡꯂꯒꯥ ꯑꯦꯗꯚꯦꯟꯆꯔ ꯅꯠꯇ꯭ꯔꯒꯥ ꯊ꯭ꯔꯤꯂꯥꯔ ꯃꯨꯚꯤ ꯑꯃꯥ ꯑꯣꯏꯅꯥ ꯀꯦꯇꯦꯒꯣꯔꯤ ꯇꯧꯕꯥ ꯌꯥꯏ꯫ ꯃꯁꯤ ꯄ꯭ꯔꯣꯕ꯭ꯂꯦꯝ ꯑꯁꯤ ꯁꯣꯜꯕ ꯇꯧꯕꯗꯥ ꯇꯤꯝꯋꯥꯛ ꯏꯂꯤꯃꯦꯟ ꯑꯁꯤꯅꯥ ꯃꯔꯝ ꯑꯣꯏꯗꯨꯅꯥ ꯅꯠꯇ꯭ꯔꯒꯥ ꯑꯉꯛꯄꯥ ꯁꯨꯄꯔꯀꯝꯄ꯭ꯌꯨꯇꯔ ꯑꯃꯒꯤ ꯔꯤꯐꯔꯦꯟꯁ ꯄꯤꯔꯕꯥ ꯁꯥꯏ-ꯐꯥꯏ ꯖꯦꯅꯔꯦꯁꯟ ꯐꯥꯎꯕꯥ ꯌꯥꯎꯕꯅꯥ ꯃꯔꯝ ꯑꯣꯏꯗꯨꯅꯥ ꯑꯦꯛꯁꯟ ꯖꯦꯅꯔꯗꯁꯨ ꯌꯥꯎꯕꯥ ꯌꯥꯏ꯫ ꯌꯣꯒꯅꯥ ꯍꯛꯆꯥꯡꯒꯤ ꯍꯛꯁꯦꯜꯗꯥ ꯄꯤꯔꯤꯕꯥ ꯀꯥꯟꯅꯕꯁꯤꯡ ꯑꯍꯨꯝ ꯄꯟꯕꯤꯌꯨ꯫ ꯐ꯭ꯂꯦꯛꯁꯤꯕꯤꯂꯤꯇꯤ ꯑꯃꯁꯨꯡ ꯕꯦꯂꯦꯟꯁ ꯍꯦꯟꯒꯠꯍꯟꯕꯥ ꯆꯥꯡ ꯅꯥꯏꯅꯥ ꯌꯣꯒꯥ ꯇꯧꯕꯅꯥ ꯃꯁꯜꯁꯤꯡ ꯆꯦꯠꯁꯤꯂꯍꯟꯗꯨꯅꯥ ꯑꯃꯁꯨꯡ ꯃꯄꯥꯡꯒꯜ ꯀꯟꯈꯠꯍꯟꯗꯨꯅꯥ ꯐ꯭ꯂꯦꯛꯁꯤꯕꯤꯂꯤꯇꯤ ꯑꯃꯁꯨꯡ ꯕꯦꯂꯦꯟꯁ ꯐꯒꯠꯍꯟꯕꯗꯥ ꯃꯇꯦꯡ ꯄꯥꯡꯏ꯫ ꯄꯣꯁꯇꯔ ꯑꯃꯁꯨꯡ ꯍꯛꯆꯥꯡꯒꯤ ꯑꯦꯂꯥꯏꯟꯃꯦꯟ ꯐꯒꯠꯍꯟꯕꯥ ꯌꯣꯒꯥꯒꯤ ꯄꯣꯖꯁꯤꯡꯅꯥ ꯍꯛꯆꯥꯡꯒꯤ ꯃꯑꯣꯡ ꯆꯨꯝꯅꯥ ꯑꯦꯂꯥꯏꯟꯃꯦꯟ ꯇꯧꯕꯗꯥ ꯃꯤꯠꯌꯦꯡ ꯊꯝꯃꯤ, ꯃꯁꯤꯅꯥ ꯍꯦꯟꯅꯥ ꯐꯕꯥ ꯄꯣꯁꯇꯔꯗꯥ ꯃꯇꯦꯡ ꯄꯥꯡꯏ, ꯃꯁꯤꯅꯥ ꯃꯁꯜ ꯑꯃꯁꯨꯡ ꯁꯔꯨ ꯇꯥꯡꯁꯤꯡꯗꯥ ꯁꯣꯛꯍꯜꯂꯛꯄꯥ ꯍꯟꯊꯍꯟꯕꯗꯥ ꯃꯇꯦꯡ ꯄꯥꯡꯏ꯫ ꯄꯥꯡꯒꯜ ꯑꯃꯁꯨꯡ ꯂꯦꯡ-ꯑꯣꯠꯄꯒꯤ ꯆꯥꯡ ꯍꯦꯟꯒꯠꯂꯛꯄꯥ ꯌꯣꯒꯥꯒꯤ ꯄꯣꯖ ꯀꯌꯥꯗꯥ ꯔꯦꯁꯤꯁꯇꯦꯟꯁꯀꯤꯗꯃꯛꯇꯥ ꯍꯛꯆꯥꯡꯒꯤ ꯑꯔꯨꯝꯕꯥ ꯁꯤꯖꯤꯟꯅꯕꯥ ꯃꯊꯧ ꯇꯥꯏ, ꯃꯁꯤꯅꯥ ꯃꯁꯜꯁꯤꯡꯗꯥ ꯄꯥꯡꯒꯜ ꯑꯃꯁꯨꯡ ꯑꯦꯟꯗꯨꯔꯦꯟꯁ ꯁꯦꯝꯒꯠꯄꯗꯥ ꯃꯇꯦꯡ ꯄꯥꯡꯏ꯫ ꯏꯁꯇ꯭ꯔꯦꯡꯀ ꯅꯠꯇ꯭ꯔꯒꯥ ꯄꯥꯋꯔꯒꯨꯝꯕꯥ ꯌꯣꯒꯒꯤ ꯃꯑꯣꯡ ꯈꯔꯅꯥ ꯑꯦꯔꯣꯕꯤꯛ ꯋꯥꯛꯑꯥꯎꯠ ꯑꯃꯁꯨꯡ ꯄꯤꯕꯥ ꯉꯝꯒꯅꯤ, ꯃꯁꯤꯅꯥ ꯑꯄꯨꯟꯕꯥ ꯀꯥꯔꯗꯤꯑꯣꯚꯥꯁꯀꯨꯂꯥꯔ ꯍꯦꯜꯊ ꯍꯦꯟꯒꯠꯍꯜꯂꯤ꯫